ꯑꯥꯔꯇꯤꯀꯜ ꯑꯁꯤꯅ ꯍꯛꯁꯦꯜꯒꯤ ꯐꯜꯁꯤꯡꯗ ꯃꯥꯟꯅꯕ ꯂꯩꯇꯕꯒꯤ ꯏꯝꯄꯦꯛꯇꯇ ꯃꯤꯠꯌꯦꯡ ꯊꯝꯗꯨꯅ ꯍꯦꯜꯊꯀꯦꯌꯔꯒꯤ ꯃꯥꯟꯅꯕ ꯈꯨꯗꯣꯡꯆꯥꯕ ꯍꯦꯟꯒꯠꯂꯛꯄꯒꯤ ꯃꯇꯥꯡꯗ ꯋꯥꯐꯝ ꯊꯝꯈꯤ꯫ ꯑꯥꯔꯇꯤꯐꯤꯁꯤꯌꯦꯜ ꯏꯟꯇꯦꯂꯤꯖꯦꯟꯁ ꯑꯃ ꯑꯣꯏꯅ ꯑꯩꯉꯣꯟꯗ ꯃꯄꯨꯡ ꯐꯥꯅ ꯄꯤꯗꯕ ꯑꯥꯔꯇꯤꯀꯜ ꯑꯃꯒꯤ ꯑꯆꯨꯝꯕ ꯅꯠꯇ꯭ꯔꯒ ꯑꯦꯛꯁꯇꯦꯟꯁꯟ ꯑꯗꯨ ꯑꯦꯅꯂꯥꯏꯖ ꯇꯧꯕꯒꯤ ꯊꯧꯅ ꯂꯩꯇꯦ꯫ ꯑꯗꯨꯝ ꯑꯣꯏꯅꯃꯛ, ꯀꯔꯤꯒꯨꯝꯕ ꯑꯥꯔꯇꯤꯀꯜ ꯑꯁꯤꯒꯤ ꯑꯣꯊꯣꯔꯤꯇꯤꯅ ꯍꯛꯁꯦꯜꯒꯤ ꯐꯜꯁꯤꯡꯗ ꯃꯥꯟꯅꯕ ꯂꯩꯇꯕꯒꯤ ꯏꯝꯄꯦꯛꯇ ꯑꯃꯁꯨꯡ ꯍꯦꯜꯊꯀꯦꯌꯔꯒꯤ ꯈꯨꯗꯣꯡꯆꯥꯕ ꯐꯒꯠꯍꯟꯕꯒꯤ ꯃꯊꯧ ꯇꯥꯕꯒꯤ ꯃꯇꯥꯡꯗ ꯑꯀꯨꯞꯄ ꯑꯃꯁꯨꯡ ꯃꯄꯨꯡ ꯐꯥꯅ ꯑꯦꯅꯂꯥꯏꯁꯤꯁ ꯇꯧꯔꯕꯗꯤ ꯃꯁꯤꯅ ꯁꯃꯁ꯭ꯌꯥ ꯑꯁꯤ ꯃꯁꯛ ꯊꯣꯛꯄ ꯃꯑꯣꯡꯗ ꯁꯟꯗꯣꯛꯅ ꯇꯥꯛꯄꯗ ꯃꯇꯦꯡ ꯄꯥꯡꯕ ꯉꯝꯒꯅꯤ꯫ ꯑꯥꯔꯇꯤꯀꯜ ꯑꯁꯤꯒꯤ ꯃꯇꯥꯡꯗ ꯏꯟꯐꯣꯔꯃꯦꯁꯟ ꯄꯨꯝꯅꯃꯛ ꯌꯥꯎꯗꯅ ꯑꯏꯕ ꯑꯁꯤꯅ ꯄ꯭ꯔꯣꯕ꯭ꯂꯦꯝ ꯑꯁꯤꯒꯤ ꯃꯇꯥꯡꯗ ꯀꯌꯥ ꯌꯥꯝꯅ ꯁꯟꯗꯣꯛꯅ ꯇꯥꯛꯈꯤꯕꯒꯦ ꯍꯥꯏꯕꯗꯨ ꯑꯩꯍꯥꯛꯅ ꯂꯦꯞꯊꯣꯛꯄ ꯉꯝꯗꯦ꯫ "ꯒ꯭ꯔꯦꯚꯤꯇꯤ" ꯍꯥꯏꯕ ꯋꯥꯍꯩ ꯑꯁꯤꯒꯤ ꯁꯥꯏꯟꯇꯤꯐꯤꯛ ꯑꯣꯏꯕ ꯋꯥꯍꯟꯊꯣꯛ ꯑꯗꯨ ꯁꯦꯌꯔ ꯇꯧꯕꯤꯌꯨ꯫ ꯒ꯭ꯔꯦꯚꯤꯇꯤ ꯍꯥꯏꯅ ꯈꯪꯅꯕ ꯒ꯭ꯔꯦꯚꯤꯇꯤ ꯍꯥꯏꯕꯁꯤ ꯄꯣꯠꯁꯛ ꯄꯨꯝꯅꯃꯛꯅ ꯄꯤꯕ ꯌꯨꯅꯤꯚꯔꯁꯦꯜ ꯐꯣꯔꯁ ꯑꯃꯅꯤ ꯑꯃꯁꯨꯡ ꯃꯁꯤꯅ ꯃꯥꯁ ꯂꯩꯕ ꯄꯣꯠꯁꯛꯁꯤꯡꯕꯨ ꯑꯃꯒ ꯑꯃꯒ ꯂꯣꯏꯅꯅ ꯂꯝꯖꯤꯡ-ꯂꯝꯇꯥꯛꯄ ꯉꯝꯃꯤ꯫ ꯒ꯭ꯔꯦꯚꯤꯇꯤꯒꯤ ꯄꯥꯡꯒꯜ ꯑꯁꯤ ꯄꯣꯠꯁꯛ ꯑꯅꯤ ꯑꯁꯤꯒꯤ ꯃꯥꯁ ꯑꯃꯁꯨꯡ ꯃꯈꯣꯏꯒꯤ ꯃꯔꯛꯇ ꯂꯩꯕ ꯑꯔꯥꯞꯄ ꯑꯗꯨꯒꯤ ꯃꯈꯥ ꯄꯣꯜꯂꯤ꯫ ꯃꯁꯤ ꯅꯤꯎꯇꯟꯒꯤ ꯌꯨꯅꯤꯚꯔꯁꯦꯜ ꯒ꯭ꯔꯦꯚꯤꯇꯦꯁꯟꯒꯤ ꯂꯣꯅ ꯇꯥꯛꯏ꯫ ꯃꯁꯤꯅ ꯄꯣꯠꯁꯛ ꯑꯅꯤꯒꯤ ꯃꯔꯛꯇ ꯂꯩꯕ ꯒ꯭ꯔꯦꯚꯤꯇꯦꯁꯟꯅꯦꯜ ꯐꯣꯔꯁꯀꯤ ꯃꯦꯒꯅꯤꯇ꯭ꯌꯨꯗ ꯑꯁꯤ ꯃꯈꯣꯏꯒꯤ ꯃꯥꯁꯀꯤ ꯄꯣꯠꯊꯣꯛ ꯑꯗꯨꯒ ꯃꯥꯟꯅꯩ꯫ ꯒ꯭ꯔꯦꯚꯤꯇꯦꯁꯟꯅꯦꯜ ꯀꯟꯁꯇꯦꯟꯇ ꯑꯗꯨꯅ ꯃꯁꯤꯡ ꯌꯥꯝꯍꯟꯕ ꯑꯃꯁꯨꯡ ꯃꯈꯣꯏꯒꯤ ꯃꯔꯛꯇ ꯂꯩꯕ ꯑꯔꯥꯞꯄꯒꯤ ꯁ꯭ꯀꯣꯌꯥꯔꯅ ꯈꯥꯏꯗꯣꯛꯄ ꯍꯥꯏꯕꯁꯤ ꯏꯀ꯭ꯌꯥꯏꯌꯔ ꯑꯃꯅꯤ꯫ ꯑꯥꯏꯟꯁꯇꯥꯏꯟꯒꯤ ꯖꯦꯅꯦꯔꯦꯜ ꯔꯤꯂꯦꯇꯤꯚꯤꯇꯤꯒꯤ ꯊꯤꯑꯣꯔꯤꯗ ꯒ꯭ꯔꯦꯚꯤꯇꯤ ꯑꯁꯤ ꯃꯥꯁ ꯑꯃꯁꯨꯡ ꯏꯅꯔꯖꯤ ꯂꯩꯕꯅ ꯃꯔꯝ ꯑꯣꯏꯗꯨꯅ ꯁ꯭ꯄꯦꯁꯇꯥꯏꯝꯒꯤ ꯀꯔꯕꯥꯔ ꯍꯥꯏꯅ ꯐꯣꯡꯗꯣꯛꯏ꯫ ꯋꯥꯍꯩ ꯄꯔꯦꯡ ꯑꯗꯨꯗ ꯃꯦꯇꯥꯐꯣꯔ ꯁꯤꯖꯤꯟꯅꯕꯒꯤ ꯃꯑꯣꯡ ꯑꯗꯨ ꯑꯦꯅꯂꯥꯏꯖ ꯇꯧ꯫ ꯃꯍꯥꯛꯀꯤ ꯚꯣꯜꯀꯦꯅꯣꯒꯨꯝꯕ ꯋꯥꯈꯜ ꯑꯃꯥ ꯂꯩꯔꯝꯃꯤ꯫ ꯋꯥꯍꯩ ꯄꯔꯦꯡ ꯑꯁꯤꯗ ꯋꯥꯍꯩ ꯄꯔꯦꯡ ꯑꯁꯤꯅ ꯋꯥꯉꯥꯡꯂꯣꯏꯒꯤ ꯋꯥꯈꯜ ꯅꯨꯡꯉꯥꯏꯇꯕ ꯑꯗꯨ ꯚꯣꯜꯀꯦꯅꯣ ꯑꯃꯒ ꯆꯥꯡꯗꯝꯅꯩ꯫ ꯋꯥꯉꯥꯡꯂꯣꯏ ꯑꯗꯨꯒꯤ ꯑꯁꯥꯎꯕꯒꯤ ꯆꯥꯡ ꯑꯗꯨ ꯃꯌꯦꯛ ꯁꯦꯡꯅ ꯇꯥꯛꯄꯗ ꯁꯤꯖꯤꯟꯅꯩ꯫ ꯃꯁꯤꯅ ꯇꯥꯛꯄꯗꯤ ꯋꯥꯉꯥꯡꯂꯣꯏ ꯑꯗꯨꯅ ꯋꯥꯈꯜ ꯅꯨꯡꯉꯥꯏꯇꯕ ꯃꯇꯝꯗ ꯃꯈꯣꯏꯒꯤ ꯏꯃꯣꯁꯟꯁꯤꯡ ꯑꯗꯨ ꯈꯪꯍꯧꯗꯅ ꯑꯃꯁꯨꯡ ꯍꯤꯡꯁꯥꯅ ꯊꯣꯛꯄ ꯌꯥꯏ꯫ ꯚꯣꯜꯀꯦꯅꯣ ꯑꯃꯅ ꯃꯩꯈꯨ ꯆꯦꯟꯗꯕ ꯂꯥꯚꯥꯅ ꯊꯣꯛꯄꯒꯨꯝꯅ꯫ ꯃꯁꯤꯒꯤ ꯋꯥꯍꯟꯊꯣꯛ ꯑꯁꯤꯅ ꯋꯥꯉꯥꯡꯂꯣꯏꯒꯤ ꯋꯥꯈꯜ ꯋꯥꯕ ꯑꯁꯤ ꯂꯧꯊꯣꯛꯄ ꯑꯃꯁꯨꯡ ꯀꯟꯇ꯭ꯔꯣꯜ ꯇꯧꯕ ꯉꯝꯗꯕ ꯌꯥꯏ ꯍꯥꯏꯕꯁꯤꯁꯨ ꯎꯠꯂꯤ꯫ ꯃꯗꯨꯗꯤ ꯚꯣꯜꯀꯦꯅꯣ ꯑꯃꯅ ꯊꯥꯖꯕ ꯌꯥꯗꯕ ꯑꯃꯁꯨꯡ ꯈꯨꯗꯣꯡꯊꯤꯅꯤꯡꯉꯥꯏ ꯑꯣꯏꯕ ꯌꯥꯏ꯫ ꯃꯁꯤꯒꯤ ꯃꯦꯇꯥꯐꯣꯔ ꯑꯁꯤ ꯁꯤꯖꯤꯟꯅꯕꯅ ꯃꯁꯛ ꯇꯥꯛꯄꯗ ꯊꯣꯏꯗꯣꯛꯄ ꯏꯃꯣꯁꯟ ꯍꯥꯞꯆꯤꯜꯂꯤ꯫ ꯄꯥꯔꯤꯕ ꯃꯤ ꯑꯗꯨꯅ ꯈꯟꯕꯗ ꯁꯛꯇꯤ ꯂꯩꯕ ꯏꯃꯦꯖ ꯑꯃ ꯄꯤꯔꯤ꯫